ꯄꯥꯏꯊꯣꯟ ꯂꯣꯟꯗ ꯌꯨꯝꯐꯝ ꯑꯣꯏꯕ ꯀꯝꯄ꯭ꯌꯨꯇꯔ ꯁꯥꯏꯟꯁ ꯄ꯭ꯔꯣꯖꯦꯛ ꯑꯃ ꯁꯦꯝꯒꯠꯄ꯫ ꯇꯥꯏꯇꯜ: ꯁ꯭ꯇꯨꯗꯦꯟ ꯃꯦꯅꯦꯖꯃꯦꯟꯠ ꯁꯤꯁ꯭ꯇꯦꯝ꯫ ꯄꯥꯟꯗꯝ: ꯄ꯭ꯔꯣꯖꯦꯛ ꯑꯁꯤꯒꯤ ꯃꯔꯨꯑꯣꯏꯕ ꯄꯥꯟꯗꯝꯗꯤ ꯁ꯭ꯀꯨꯜ ꯑꯃꯁꯨꯡ ꯀꯣꯂꯦꯖꯁꯤꯡꯗ ꯃꯍꯩꯔꯣꯏꯁꯤꯡꯒꯤ ꯗꯦꯇꯥ ꯊꯝꯕ, ꯂꯧꯊꯣꯛꯄ ꯑꯃꯁꯨꯡ ꯃꯦꯅꯤꯄꯨꯂꯦꯠ ꯇꯧꯕ ꯉꯝꯕ ꯄꯥꯏꯊꯣꯟꯗ ꯌꯨꯝꯐꯝ ꯑꯣꯏꯕ ꯁ꯭ꯇꯨꯗꯦꯟ ꯃꯦꯅꯦꯖꯃꯦꯟꯠ ꯁꯤꯁ꯭ꯇꯦꯝ ꯑꯃ ꯁꯦꯝꯒꯠꯄꯅꯤ꯫ ꯑꯣꯚꯔꯚꯤꯌꯨ: ꯁ꯭ꯇꯨꯗꯦꯟ ꯃꯦꯅꯦꯖꯃꯦꯟꯠ ꯁꯤꯁ꯭ꯇꯦꯝ ꯑꯁꯤ ꯌꯨꯖꯔꯁꯤꯡꯅ ꯃꯍꯩꯔꯣꯏꯁꯤꯡꯒꯤ ꯗꯦꯇꯥ ꯑꯗꯨ ꯌꯥꯝꯅ ꯂꯥꯏꯅ ꯑꯃꯁꯨꯡ ꯏꯐꯤꯁꯤꯑꯦꯟꯇ ꯑꯣꯏꯕ ꯃꯑꯣꯡꯗ ꯑꯦꯟꯇꯔ ꯇꯧꯕ, ꯑꯞꯗꯦꯠ ꯇꯧꯕ, ꯃꯨꯠꯊꯠꯄ ꯑꯃꯁꯨꯡ ꯁ꯭ꯔꯆ ꯇꯧꯕ ꯌꯥꯕ ꯄ꯭ꯔꯣꯒ꯭ꯔꯥꯝ ꯑꯃꯅꯤ꯫ ꯄ꯭ꯔꯣꯒ꯭ꯔꯥꯝ ꯑꯁꯤꯅ ꯌꯨꯖꯔꯒ ꯏꯟꯇꯔꯦꯛꯁꯟ ꯇꯧꯕꯗ ꯂꯥꯏꯊꯣꯛꯍꯟꯅꯕ ꯒ꯭ꯔꯥꯐꯤꯀꯦꯜ ꯌꯨꯖꯔ ꯏꯟꯇꯔꯐꯦꯁ ꯑꯃ ꯁꯤꯖꯤꯟꯅꯒꯅꯤ꯫ ꯁꯤꯖꯤꯟꯅꯗꯨꯅ ꯗꯦꯇꯥꯕꯦꯖ ꯑꯃ ꯁꯦꯝꯃꯨ ꯑꯃꯁꯨꯡ ꯃꯍꯩꯔꯣꯏꯁꯤꯡꯒꯤ ꯑꯥꯏ ꯗꯤ. ꯃꯃꯤꯡ, ꯏꯃꯦꯜ, ꯐꯣꯟ, ꯂꯩꯐꯝ, ꯑꯃꯁꯨꯡ ꯀꯣꯔꯁꯒꯨꯝꯕ ꯀꯣꯂꯝꯁꯤꯡꯒ ꯂꯣꯏꯅꯅ 'ꯃꯍꯩꯔꯣꯏꯁꯤꯡ' ꯍꯥꯏꯅ ꯃꯃꯤꯡ ꯊꯣꯟꯕ ꯇꯦꯕꯜ ꯑꯃ ꯗꯤꯖꯥꯏꯟ ꯇꯧ꯫ ꯕꯇꯟ ꯈꯨꯗꯤꯡꯃꯛꯀꯤ ꯐꯪꯁꯟꯁꯤꯡ ꯁꯦꯝꯗꯣꯛꯄ, ꯃꯈꯣꯏꯁꯤꯡ ꯑꯗꯨꯗꯤ: ꯐꯪꯁꯟ ꯑꯁꯤꯅ ꯌꯨꯖꯔꯗ ꯃꯍꯩꯔꯣꯏꯒꯤ ꯑꯥꯏ. ꯗꯤ., ꯃꯃꯤꯡ, ꯏꯃꯦꯜ, ꯐꯣꯟ, ꯂꯩꯐꯝ ꯑꯃꯁꯨꯡ ꯀꯣꯔꯁꯒꯨꯝꯕ ꯑꯀꯨꯞꯄ ꯃꯔꯣꯜꯁꯤꯡ ꯏꯟꯄꯨꯠ ꯇꯧꯅꯕ ꯍꯥꯏꯒꯅꯤ ꯑꯃꯁꯨꯡ ꯃꯗꯨꯒꯤ ꯃꯇꯨꯡꯗ ꯑꯀꯨꯞꯄ ꯃꯔꯣꯜꯁꯤꯡ ꯑꯗꯨ 'ꯃꯍꯩꯔꯣꯏꯁꯤꯡ' ꯇꯦꯕꯜꯗ ꯍꯥꯞꯀꯅꯤ꯫ ꯗꯦꯇꯥꯕꯦꯖꯗ ꯂꯩ: ꯐꯪꯁꯟ ꯑꯁꯤꯅ ꯌꯨꯖꯔꯅ ꯗꯦꯇꯥꯕꯦꯖꯗ ꯃꯍꯩꯔꯣꯏꯁꯤꯡꯒꯤ ꯏꯟꯐꯣꯔꯃꯦꯁꯟ ꯑꯞꯗꯦꯠ ꯇꯧꯕ ꯌꯥꯍꯟꯒꯅꯤ꯫ ꯐꯪꯁꯟ ꯑꯁꯤꯅ ꯃꯍꯩꯔꯣꯏꯁꯤꯡꯒꯤ ꯗꯦꯇꯥ ꯑꯗꯨ ꯇꯦꯕꯜꯒꯤ ꯃꯑꯣꯡꯗ ꯎꯠꯀꯅꯤ꯫ ꯐꯪꯁꯟ ꯑꯁꯤꯅ ꯌꯨꯖꯔꯅ ꯑꯀꯛꯅꯕ ꯃꯍꯩꯔꯣꯏꯒꯤ ꯔꯦꯀꯣꯔꯗ ꯑꯃ ꯗꯦꯇꯥꯕꯦꯖꯗꯒꯤ ꯃꯨꯠꯊꯠꯄ ꯌꯥꯍꯟꯒꯅꯤ꯫ ꯐꯪꯁꯟ ꯑꯁꯤꯅ ꯑꯥꯏ. ꯑꯥꯏ.ꯗꯤ. ꯅꯠꯇꯔꯒ ꯃꯤꯡꯒꯨꯝꯕ ꯑꯀꯛꯅꯕ ꯂꯝ ꯑꯃꯗ ꯌꯨꯝꯐꯝ ꯑꯣꯏꯔꯒ ꯃꯍꯩꯔꯣꯏꯁꯤꯡꯒꯤ ꯗꯦꯇꯥ ꯊꯤꯕꯒꯤ ꯏꯐꯤꯁꯤꯌꯦꯟꯇ ꯑꯣꯏꯕ ꯃꯑꯣꯡ ꯑꯃ ꯄꯤꯒꯅꯤ꯫ ꯐꯪꯁꯟ ꯑꯁꯤꯅ ꯄ꯭ꯔꯣꯒ꯭ꯔꯥꯝ ꯑꯁꯤ ꯂꯣꯏꯁꯤꯟꯒꯅꯤ꯫ ꯃꯍꯩꯔꯣꯏꯁꯤꯡꯒꯤ ꯗꯦꯇꯥ ꯄꯨꯝꯅꯃꯛ ꯅꯠꯇ꯭ꯔꯒ ꯑꯀꯛꯅꯕ ꯁ꯭ꯔꯆ ꯔꯤꯖꯜꯠ ꯄꯨꯝꯅꯃꯛ ꯌꯥꯎꯅ ꯄꯤ. ꯗꯤ. ꯑꯦꯐ. ꯀꯤ ꯐꯣꯔꯃꯦꯠꯇ ꯔꯤꯄꯣꯔꯠꯁꯤꯡ ꯁꯦꯝꯒꯠꯄ ꯌꯥꯕ ꯐꯤꯆꯔ ꯑꯃ ꯁꯦꯝꯒꯠꯄ꯫ ꯄ꯭ꯔꯣꯒ꯭ꯔꯥꯝ ꯑꯗꯨ ꯐꯪꯁꯅꯦꯜ ꯑꯣꯏꯕ꯭ꯔꯥ ꯍꯥꯏꯕꯗꯨ ꯌꯦꯡꯁꯤꯟꯅꯕ ꯇꯦꯁ ꯇꯧ ꯑꯃꯁꯨꯡ ꯊꯣꯛꯄ ꯌꯥꯕ ꯑꯁꯣꯏꯕ ꯑꯃꯍꯦꯛꯇꯕꯨ ꯗꯤꯕꯒ ꯇꯧ꯫ ꯋꯥꯔꯣꯜ: ꯁ꯭ꯇꯨꯗꯦꯟ ꯃꯦꯅꯦꯖꯃꯦꯟꯠ ꯁꯤꯁ꯭ꯇꯦꯝ ꯑꯁꯤ ꯁꯦꯝꯒꯠꯇꯨꯅ ꯏꯟꯁꯇꯤꯇ꯭ꯌꯨꯁꯟꯁꯤꯡꯅ ꯃꯈꯣꯏꯒꯤ ꯁ꯭ꯇꯨꯗꯦꯟ ꯗꯦꯇꯥ ꯃꯦꯅꯦꯖꯃꯦꯟꯠ ꯐꯒꯠꯍꯟꯕ ꯉꯝꯒꯅꯤ ꯑꯃꯁꯨꯡ ꯃꯈꯣꯏꯒꯤ ꯑꯣꯄꯔꯦꯁꯟꯁꯤꯡꯒꯤ ꯏꯐꯤꯁꯤꯑꯦꯟꯁꯤ ꯍꯦꯟꯒꯠꯍꯟꯕ ꯉꯝꯒꯅꯤ꯫ ꯄ꯭ꯔꯣꯒ꯭ꯔꯥꯝ ꯑꯁꯤ ꯌꯨꯖꯔ-ꯐ꯭ꯔꯦꯟꯂꯤ ꯑꯣꯏ ꯑꯃꯁꯨꯡ ꯒ꯭ꯔꯥꯐꯤꯀꯦꯜ ꯌꯨꯖꯔ ꯏꯟꯇꯔꯐꯦꯁ ꯑꯁꯤꯅ ꯌꯨꯖꯔꯁꯤꯡꯅ ꯁꯤꯁ꯭ꯇꯦꯝ ꯑꯁꯤꯒ ꯏꯟꯇꯔꯦꯛ ꯇꯧꯕꯗ ꯂꯥꯏꯍꯜꯂꯤ꯫ ꯗꯦꯇꯥꯕꯦꯖ ꯁꯤꯖꯤꯟꯅꯕꯅ ꯗꯦꯇꯥ ꯑꯗꯨ ꯁꯥꯐꯅꯥ ꯁ꯭ꯇꯣꯔ ꯇꯧꯕ ꯉꯝꯍꯜꯂꯤ ꯑꯃꯁꯨꯡ ꯐꯖꯅ ꯂꯧꯊꯣꯛꯄ ꯉꯝꯍꯜꯂꯤ꯫ ꯑꯄꯨꯟꯕ ꯑꯣꯏꯅ, ꯄ꯭ꯔꯣꯖꯦꯛ ꯑꯁꯤ ꯁ꯭ꯀꯨꯜ ꯑꯃꯁꯨꯡ ꯀꯣꯂꯦꯖꯁꯤꯡꯅ ꯃꯈꯣꯏꯒꯤ ꯃꯍꯩꯔꯣꯏꯁꯤꯡꯒꯤ ꯗꯦꯇꯥ ꯑꯗꯨ ꯏꯐꯦꯛꯇꯤꯚ ꯑꯣꯏꯅ ꯃꯦꯅꯦꯖ ꯇꯧꯅꯕ ꯑꯐꯕ ꯈꯨꯠꯂꯥꯏ ꯑꯃꯅꯤ꯫ ꯑꯣꯄꯔꯦꯇꯤꯡ ꯁꯤꯁ꯭ꯇꯦꯝ ꯑꯃꯒ ꯑꯦꯄ꯭ꯂꯤꯀꯦꯁꯟ ꯑꯃꯒ ꯃꯔꯛꯇ ꯂꯩꯔꯤꯕ ꯈꯦꯠꯅꯕ ꯑꯗꯨ ꯁꯟꯗꯣꯛꯅ ꯇꯥꯛꯄꯤꯌꯨ꯫ ꯑꯣꯄꯔꯦꯇꯤꯡ ꯁꯤꯁ꯭ꯇꯦꯝ ꯍꯥꯏꯕꯁꯤ ꯀꯝꯄ꯭ꯌꯨꯇꯔꯒꯤ ꯍꯥꯔꯗꯋꯥꯌꯔ, ꯔꯤꯁꯣꯔꯁꯁꯤꯡ ꯃꯦꯅꯦꯖ ꯇꯧꯕ ꯑꯃꯁꯨꯡ ꯀꯝꯄ꯭ꯌꯨꯇꯔ ꯄ꯭ꯔꯣꯒ꯭ꯔꯥꯝꯁꯤꯡꯅ ꯆꯠꯅꯕ ꯌꯥꯕ ꯀꯃꯟ ꯁꯔꯚꯤꯁꯁꯤꯡ ꯄꯤꯕ ꯁꯣꯐꯋꯥꯌꯔ ꯑꯃꯅꯤ꯫ ꯃꯁꯤ ꯍꯥꯔꯗꯋꯥꯌꯔ, ꯍꯥꯏꯕꯗꯤ ꯀꯝꯄ꯭ꯌꯨꯇꯔ ꯑꯃꯒꯤ ꯐꯤꯖꯤꯀꯦꯜ ꯀꯝꯄꯣꯅꯦꯟꯠꯁꯤꯡ ꯑꯃꯁꯨꯡ ꯄ꯭ꯔꯣꯒ꯭ꯔꯥꯝ ꯑꯃꯁꯨꯡ ꯑꯦꯄ꯭ꯂꯤꯀꯦꯁꯟꯁꯤꯡ ꯌꯥꯎꯕ ꯁꯣꯐꯋꯥꯌꯔꯒꯤ ꯃꯔꯛꯇ ꯂꯩꯕ ꯂꯦꯌꯔ ꯑꯗꯨꯅꯤ꯫ ꯑꯣꯄꯔꯦꯇꯤꯡ ꯁꯤꯁ꯭ꯇꯦꯝꯁꯤꯡꯒꯤ ꯈꯨꯗꯝ ꯈꯔꯗꯤ ꯃꯥꯏꯀ꯭ꯔꯣꯁꯣꯐ ꯋꯤꯟꯗꯣꯖ, ꯃꯦꯛꯑꯣꯑꯦꯁ, ꯑꯃꯁꯨꯡ ꯂꯤꯅꯛꯁ ꯑꯌꯁꯤꯅꯤ꯫ ꯃꯥꯏꯀꯩ ꯑꯃꯔꯣꯝꯗ ꯑꯦꯄ꯭ꯂꯤꯀꯦꯁꯟ ꯍꯥꯏꯕꯁꯤ ꯌꯨꯖꯔꯒꯤꯗꯃꯛꯇ ꯑꯀꯛꯅꯕ ꯊꯕꯛꯁꯤꯡ ꯅꯠꯇ꯭ꯔꯒ ꯐꯪꯁꯟꯁꯤꯡ ꯄꯥꯡꯊꯣꯛꯅꯕ ꯗꯤꯖꯥꯏꯟ ꯇꯧꯕ ꯁꯣꯐꯋꯥꯌꯔ ꯃꯈꯜ ꯑꯃꯅꯤ꯫ ꯃꯁꯤ ꯑꯦꯟꯗ-ꯌꯨꯖꯔꯁꯤꯡꯒꯤꯗꯃꯛꯇ ꯗꯤꯖꯥꯏꯟ ꯇꯧꯕ ꯑꯃꯁꯨꯡ ꯑꯣꯄꯔꯦꯇꯤꯡ ꯁꯤꯁ꯭ꯇꯦꯝꯒꯤ ꯃꯊꯛꯇ ꯆꯠꯊꯕ ꯄ꯭ꯔꯣꯒ꯭ꯔꯥꯝ ꯅꯠꯇ꯭ꯔꯒ ꯄ꯭ꯔꯣꯒ꯭ꯔꯥꯝꯁꯤꯡꯒꯤ ꯀꯥꯡꯂꯨꯞ ꯑꯃꯅꯤ꯫